ꯄꯨꯟꯁꯤ ꯍꯣꯡꯍꯟꯕꯥ ꯉꯝꯕꯥ ꯋꯥꯔꯦꯞ ꯑꯃꯥ ꯐꯣꯡꯗꯣꯛꯂꯤꯕꯥ ꯋꯥꯔꯤ ꯑꯃꯥ ꯏꯕꯤꯌꯨ꯫ ꯃꯇꯝ ꯑꯃꯗꯥ ꯑꯆꯧꯕꯥ ꯇꯨꯔꯦꯜ ꯑꯃꯒꯤ ꯃꯈꯥꯗꯥ ꯂꯩꯕꯥ ꯑꯄꯤꯛꯄꯥ ꯁꯍꯔ ꯑꯃꯗꯥ ꯏꯃꯤꯂꯤ ꯀꯧꯕꯥ ꯅꯍꯥ ꯑꯣꯏꯔꯤꯕꯥ ꯅꯨꯄꯤ ꯑꯃꯥ ꯂꯩꯔꯝꯃꯤ꯫ ꯏꯃꯤꯂꯤꯅꯥ ꯁꯍꯔ ꯑꯁꯤꯒꯤ ꯃꯅꯨꯡꯗꯥ ꯆꯥꯎꯔꯛꯈꯤ, ꯑꯃꯁꯨꯡ ꯃꯁꯤꯒꯤ ꯀꯣꯅꯨꯡ ꯈꯨꯗꯤꯡꯃꯛ ꯃꯍꯥꯛꯀꯤ ꯈꯨꯠꯁꯥꯒꯤ ꯃꯇꯨꯡ ꯏꯟꯅꯥ ꯈꯪꯂꯝꯃꯤ꯫ ꯃꯍꯥꯛꯀꯤ ꯃꯅꯥꯛꯇꯥ ꯂꯩꯕꯥ ꯃꯔꯨꯞ ꯑꯃꯁꯨꯡ ꯏꯃꯨꯡ ꯃꯅꯨꯡ ꯀꯌꯥ ꯂꯩꯔꯝꯃꯤ, ꯑꯃꯁꯨꯡ ꯃꯍꯥꯛꯀꯤ ꯄꯨꯟꯁꯤꯗꯥ ꯅꯨꯡꯉꯥꯏꯕꯥ ꯐꯥꯎꯈꯤ꯫ ꯑꯗꯨꯕꯨ ꯅꯨꯃꯤꯠ ꯑꯃꯗꯥ ꯏꯃꯤꯂꯤꯅꯥ ꯌꯥꯝꯅꯥ ꯂꯥꯞꯅꯥ ꯂꯩꯕꯥ ꯁꯍꯔ ꯑꯃꯗꯥ ꯂꯩꯕꯥ ꯃꯃꯤꯡ ꯂꯩꯔꯕꯥ ꯌꯨꯅꯤꯚꯔꯁꯤꯇꯤ ꯑꯃꯗꯒꯤ ꯃꯦꯜꯗꯥ ꯆꯤꯊꯤ ꯑꯃꯥ ꯐꯪꯈꯤ꯫ ꯃꯍꯥꯛ ꯋꯥꯈꯜ ꯑꯃꯗꯥ ꯑꯦꯞꯄꯂꯥꯏ ꯇꯧꯔꯛꯈꯤ, ꯇꯁꯦꯡꯅꯥ ꯌꯥꯑꯣꯔꯛꯀꯅꯤ ꯍꯥꯏꯅꯥ ꯊꯥꯖꯈꯤꯗꯦ, ꯑꯗꯨꯕꯨ ꯍꯧꯖꯤꯛꯇꯤ ꯑꯦꯛꯁꯦꯞꯇꯦꯟꯁ ꯂꯦꯇꯔ ꯑꯗꯨꯅꯥ ꯃꯍꯥꯛꯀꯤ ꯃꯥꯏꯊꯣꯡꯗꯥ ꯌꯦꯡꯂꯛꯂꯦ꯫ ꯏꯃꯤꯂꯤꯅꯥ ꯇꯥꯟꯖꯥ ꯑꯗꯨꯗꯥ ꯌꯥꯝꯅꯥ ꯍꯔꯥꯎꯈꯤ ꯑꯃꯁꯨꯡ ꯍꯔꯥꯎꯈꯤ, ꯑꯗꯨꯕꯨ ꯑꯀꯤꯕꯥ ꯄꯣꯛꯁꯛꯁꯨ ꯌꯥꯎꯈꯤ꯫ ꯃꯍꯥꯛꯀꯤ ꯃꯌꯨꯝ ꯊꯥꯗꯣꯛꯇꯨꯅꯥ ꯁꯍꯔꯗꯥ ꯆꯠꯄꯒꯤ ꯋꯥꯔꯦꯞ ꯑꯁꯤ ꯄꯨꯟꯁꯤꯗꯥ ꯑꯍꯣꯡꯕꯥ ꯄꯨꯔꯛꯀꯗꯕꯥ ꯋꯥꯔꯦꯞ ꯑꯃꯥ ꯑꯣꯏꯒꯅꯤ꯫ ꯃꯍꯥꯛꯅꯥ ꯈꯪꯕꯥ ꯑꯃꯁꯨꯡ ꯅꯨꯡꯁꯤꯖꯕꯥ ꯃꯤꯑꯣꯏ ꯈꯨꯗꯤꯡꯃꯛꯄꯨ ꯊꯥꯗꯣꯛꯇꯨꯅꯥ, ꯃꯍꯥꯛꯅꯥ ꯀꯅꯥꯒꯨꯝꯕꯥ ꯑꯃꯠꯇꯥ ꯈꯪꯗꯕꯥ ꯃꯐꯝ ꯑꯃꯗꯥ ꯑꯅꯧꯕꯥ ꯄꯨꯟꯁꯤ ꯑꯃꯥ ꯍꯧꯗꯣꯛꯄꯥ ꯇꯥꯕꯅꯤ꯫ ꯏꯃꯤꯂꯤꯅꯥ ꯃꯍꯥꯛꯀꯤ ꯏꯃꯨꯡ ꯃꯅꯨꯡꯒꯥ ꯂꯣꯏꯅꯅꯥ ꯋꯥꯔꯦꯞ ꯑꯗꯨꯒꯤ ꯃꯇꯥꯡꯗꯥ ꯈꯟꯅꯅꯕꯥ ꯐꯝꯈꯤ꯫ ꯃꯍꯥꯛꯀꯤ ꯃꯃꯥ-ꯃꯄꯥꯅꯥ ꯃꯇꯦꯡ ꯄꯥꯡꯈꯤ ꯑꯃꯁꯨꯡ ꯃꯍꯥꯛꯀꯤ ꯃꯪꯂꯥꯟꯁꯤꯡ ꯑꯗꯨ ꯇꯨꯡ ꯏꯟꯅꯕꯥ ꯄꯨꯛꯅꯤꯡ ꯊꯧꯒꯠꯈꯤ꯫ ꯃꯍꯥꯛꯀꯤ ꯃꯔꯨꯄꯁꯤꯡꯅꯥ ꯃꯍꯥꯛꯀꯤꯗꯃꯛ ꯅꯨꯡꯉꯥꯏꯕꯥ ꯐꯣꯡꯗꯣꯛꯈꯤ ꯑꯃꯁꯨꯡ ꯃꯍꯥꯛꯅꯥ ꯃꯐꯝ ꯀꯗꯥꯏꯗꯥ ꯆꯠꯂꯕꯁꯨ ꯋꯥꯔꯤ ꯁꯥꯒꯅꯤ ꯍꯥꯏꯅꯥ ꯋꯥꯁꯛꯈꯤ꯫ ꯃꯈꯣꯏꯒꯤ ꯅꯨꯡꯁꯤꯕꯥ ꯑꯃꯁꯨꯡ ꯁꯄꯣꯔꯇꯀꯥ ꯂꯣꯏꯅꯅꯥ ꯏꯃꯤꯂꯤꯅꯥ ꯈꯣꯡꯊꯥꯡ ꯑꯁꯤ ꯂꯧꯈꯠꯇꯨꯅꯥ ꯁꯍꯔꯗꯥ ꯆꯠꯅꯕꯥ ꯋꯥꯔꯦꯞ ꯂꯧꯈꯤ꯫ ꯃꯍꯥꯛ ꯆꯠꯈꯤꯕꯥ ꯅꯨꯃꯤꯠ ꯑꯗꯨ ꯃꯤꯠꯀꯨꯞ ꯑꯃꯗꯤ ꯒꯨꯗꯕꯥꯏꯅꯥ ꯊꯜꯂꯕꯥ ꯅꯨꯃꯤꯠꯅꯤ꯫ ꯏꯃꯤꯂꯤꯅꯥ ꯂꯥꯡꯇꯛꯅꯈꯤ, ꯑꯗꯨꯕꯨ ꯋꯥꯈꯜ ꯅꯨꯡꯉꯥꯏꯇꯕꯥ ꯑꯃꯅꯥ ꯊꯜꯂꯝꯃꯤ꯫ ꯁꯍꯔꯗꯥ ꯆꯠꯈꯤꯕꯥ ꯈꯣꯉꯆꯠ ꯑꯗꯨ ꯌꯥꯝꯅꯥ ꯁꯥꯡꯏ ꯑꯗꯨꯕꯨ ꯃꯍꯥꯛꯅꯥ ꯂꯃꯗꯝ ꯑꯁꯤꯒꯤ ꯁ꯭ꯀꯥꯏꯂꯥꯏꯟ ꯑꯗꯨ ꯎꯕꯗꯥ ꯃꯍꯥꯛꯅꯥ ꯑꯆꯨꯝꯕꯥ ꯋꯥꯔꯦꯞ ꯑꯃꯥ ꯂꯧꯈꯤ ꯍꯥꯏꯕꯥ ꯈꯪꯈꯤ꯫ ꯁꯍꯔꯗꯥ ꯄꯨꯟꯁꯤ ꯍꯧꯕꯥ ꯑꯁꯤ ꯑꯔꯨꯕꯥ ꯑꯃꯅꯤ ꯑꯗꯨꯕꯨ ꯏꯃꯤꯂꯤꯅꯥ ꯋꯥꯔꯦꯞ ꯂꯧꯈꯤ꯫ ꯃꯍꯥꯛꯅꯥ ꯑꯅꯧꯕꯥ ꯃꯔꯨꯄꯁꯤꯡ ꯁꯦꯝꯈꯤ, ꯃꯍꯥꯛꯀꯤ ꯂꯥꯏꯔꯤꯛ ꯇꯝꯕꯗꯥ ꯌꯥꯝꯅꯥ ꯍꯩꯊꯣꯏ-ꯁꯤꯡꯊꯣꯏꯈꯤ ꯑꯃꯁꯨꯡ ꯃꯍꯥꯛꯅꯥ ꯑꯇꯣꯞꯄꯁꯤꯡꯕꯨ ꯃꯇꯦꯡ ꯄꯥꯡꯕꯒꯤ ꯋꯥꯈꯜꯂꯣꯟ ꯑꯃꯥ ꯂꯩ ꯍꯥꯏꯕꯥ ꯈꯪꯈꯤ꯫ ꯒ꯭ꯔꯦꯖꯨꯑꯦꯁꯟ ꯂꯣꯏꯔꯕꯥ ꯃꯇꯨꯡꯗꯥ ꯏꯃꯤꯂꯤꯅꯥ ꯁꯣꯁꯤꯑꯦꯜ ꯋꯥꯔꯛꯇꯥ ꯀꯦꯔꯤꯌꯔ ꯑꯃꯥ ꯍꯧꯈꯤ ꯑꯃꯁꯨꯡ ꯃꯤꯌꯥꯝꯒꯤ ꯄꯨꯟꯁꯤꯗꯥ ꯑꯐꯕꯥ ꯑꯍꯣꯡꯕꯥ ꯑꯃꯥ ꯄꯨꯔꯛꯄꯗꯥ ꯑꯆꯧꯕꯥ ꯃꯄꯨꯡ ꯐꯥꯕꯥ ꯑꯃꯥ ꯐꯪꯈꯤ꯫ ꯍꯧꯖꯤꯛ ꯌꯦꯡꯂꯨꯔꯒꯗꯤ ꯏꯃꯤꯂꯤꯅꯥ ꯃꯍꯥꯛꯀꯤ ꯃꯌꯨꯝ ꯊꯥꯗꯣꯛꯇꯨꯅꯥ ꯃꯍꯥꯛꯀꯤ ꯃꯪꯂꯥꯟꯁꯤꯡ ꯑꯗꯨ ꯃꯪꯐꯥꯎꯅꯍꯟꯕꯒꯤ ꯄꯨꯟꯁꯤ ꯍꯣꯡꯍꯟꯕꯥ ꯋꯥꯔꯦꯞ ꯑꯗꯨ ꯃꯍꯥꯛꯅꯥ ꯂꯧꯈꯤꯕꯥ ꯈ꯭ꯋꯥꯏꯗꯒꯤ ꯐꯕꯥ ꯋꯥꯔꯦꯞ ꯑꯗꯨꯅꯤ ꯍꯥꯏꯕꯥ ꯈꯪꯈꯤ꯫ ꯃꯁꯤꯅꯥ ꯃꯍꯥꯛꯄꯨ ꯀꯩꯗꯧꯉꯩꯗꯁꯨ ꯈꯟꯊꯕꯥ ꯉꯝꯗꯕꯥ ꯃꯁꯥꯒꯤ ꯑꯣꯏꯖꯕꯥ ꯊꯤꯕꯥ, ꯆꯥꯎꯈꯠꯄꯥ ꯑꯃꯁꯨꯡ ꯅꯨꯡꯉꯥꯏꯕꯒꯤ ꯃꯐꯝ ꯑꯃꯗꯥ ꯄꯨꯔꯛꯈꯤ꯫ ꯑꯃꯁꯨꯡ ꯃꯍꯥꯛꯀꯤ ꯏꯃꯨꯡ ꯃꯅꯨꯡ ꯑꯃꯁꯨꯡ ꯃꯔꯨꯄꯁꯤꯡꯕꯨ ꯅꯤꯡꯁꯤꯡꯂꯕꯁꯨ ꯃꯍꯥꯛꯅꯥ ꯈꯥꯡꯂꯝꯃꯤ ꯃꯗꯨꯗꯤ ꯃꯈꯣꯏꯅꯥ ꯃꯇꯝ ꯄꯨꯝꯅꯃꯛꯇꯥ ꯃꯍꯥꯛꯀꯥ ꯂꯣꯏꯅꯅꯥ ꯊꯋꯥꯏ ꯌꯥꯎꯅꯥ ꯂꯩꯔꯤ, ꯈꯣꯉꯊꯥꯡ ꯈꯨꯗꯤꯡꯗꯥ ꯃꯍꯥꯛꯄꯨ ꯃꯇꯦꯡ ꯄꯥꯡꯂꯤ꯫